ꯊꯧꯅꯥ ꯐꯕꯥ ꯅꯣꯡꯁꯥ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗꯥ ꯑꯐ꯭ꯔꯤꯀꯥꯒꯤ ꯑꯆꯧꯕꯥ ꯁꯥꯚꯥꯅꯥꯗ ꯊꯧꯅꯥ ꯐꯕ ꯅꯣꯡꯁꯥ ꯑꯃ ꯂꯩꯔꯝꯃꯤ꯫ ꯃꯗꯨꯒꯤ ꯃꯃꯤꯡ ꯂꯤꯑꯣ ꯍꯥꯢꯔꯝꯃꯤ꯫ ꯂꯤꯑꯣ ꯑꯁꯤ ꯁꯥ-ꯁꯟꯒꯤ ꯅꯤꯡꯊꯧꯅꯤ ꯁꯛꯇꯤ ꯂꯩꯔꯕꯥ ꯃꯁꯛ ꯅꯥꯏꯕ ꯖꯤꯕ ꯑꯃꯅꯤ ꯏꯊꯠꯁꯤꯡꯒꯤ ꯃꯔꯛꯇꯥ ꯆꯦꯟꯊꯔꯛꯄ ꯑꯆꯧꯕꯥ ꯈꯣꯟꯖꯦꯜ ꯑꯃꯒ ꯂꯣꯢꯅꯅꯥ꯫ ꯃꯍꯥꯛꯀꯤ ꯇꯋꯥꯡꯂꯕ ꯃꯆꯨ ꯑꯗꯨ ꯅꯨꯃꯤꯠꯇ ꯁꯅꯥꯒꯨꯝꯅ ꯉꯥꯟꯊꯣꯛꯈꯤ ꯑꯃꯁꯨꯡ ꯃꯍꯥꯛꯀꯤ ꯑꯦꯝꯕꯔ ꯃꯃꯤꯠꯁꯤꯡ ꯑꯗꯨ ꯃꯉꯥꯜ ꯌꯥꯝꯅꯥ ꯇꯥꯕꯥ ꯑꯃꯁꯨꯡ ꯑꯀꯤꯕꯥ ꯂꯩꯇꯕꯥ ꯑꯣꯏꯈꯤ꯫ ꯂꯤꯑꯣ ꯑꯁꯤ ꯃꯍꯥꯛꯀꯤ ꯊꯧꯅꯥ ꯐꯕꯒꯤꯗꯃꯛ ꯈꯡꯅꯔꯝꯃꯤ ꯑꯃꯁꯨꯡ ꯃꯍꯥꯛꯅ ꯃꯁꯤ ꯏꯀꯥꯢ ꯈꯨꯝꯅꯕꯒꯤ ꯃꯑꯣꯡ ꯑꯃꯒꯨꯝ ꯁꯤꯖꯤꯟꯅꯔꯝꯃꯤ꯫ ꯃꯍꯥꯛ ꯀꯩꯗꯧꯅꯨꯡꯗ ꯑꯀꯤꯕ ꯑꯃꯗꯒꯤ ꯂꯥꯞꯊꯣꯛꯈꯤꯗꯦ ꯑꯃꯁꯨꯡ ꯃꯍꯥꯛꯅ ꯃꯇꯝ ꯄꯨꯝꯅꯃꯛꯇ ꯑꯆꯨꯝꯕ ꯑꯗꯨꯒꯤꯗꯃꯛ ꯂꯦꯞꯈꯤ꯫ ꯃꯍꯥꯛ ꯉꯥꯛꯄꯤꯕ ꯃꯤꯁꯛ ꯑꯃꯅꯤ ꯃꯍꯥꯛꯀꯤ ꯏꯃꯨꯡ ꯃꯅꯨꯡ ꯑꯃꯁꯨꯡ ꯈ꯭ꯋꯥꯏꯗꯒꯤ ꯅꯛꯅꯕ ꯃꯔꯨꯞꯁꯤꯡꯅ ꯁꯦꯝꯈꯤꯕꯥ ꯃꯍꯥꯛꯀꯤ ꯆꯥꯎꯊꯣꯛꯆꯕꯒꯤ ꯑꯀꯟꯕ ꯉꯥꯛꯁꯦꯜ ꯂꯥꯟꯃꯤ ꯑꯃꯅꯤ꯫ ꯃꯍꯥꯛꯅ ꯃꯈꯣꯢꯕꯨ ꯑꯁꯣꯏ ꯑꯉꯥꯝ ꯌꯥꯎꯗꯅ ꯊꯝꯅꯕ ꯀꯔꯤꯒꯨꯝꯕ ꯈꯔ ꯇꯧꯒꯅꯤ ꯃꯗꯨꯅ ꯃꯁꯥꯃꯛꯄꯨ ꯑꯁꯣꯛ-ꯑꯄꯟ ꯊꯣꯛꯍꯟꯕ ꯑꯣꯏꯔꯕꯁꯨ꯫ ꯅꯨꯃꯤꯠ ꯑꯃꯗ ꯁꯥꯚꯥꯅꯥꯗ ꯈꯨꯗꯣꯡꯊꯤꯕ ꯂꯥꯛꯈꯤ꯫ ꯕꯟꯗꯨꯛ ꯑꯃꯁꯨꯡ ꯇ꯭ꯔꯦꯞꯁꯤꯡꯒ ꯂꯣꯢꯅꯅꯥ ꯂꯧꯃꯤꯁꯤꯡꯒꯤ ꯀꯥꯡꯂꯨꯞ ꯑꯃ ꯂꯥꯛꯈꯤ ꯃꯈꯣꯢꯅ ꯁꯥꯁꯤꯡ ꯑꯗꯨ ꯂꯧꯊꯣꯛꯇꯨꯅꯥ ꯀꯥꯟꯅꯕꯥ ꯐꯪꯅꯕꯥ ꯌꯣꯟꯕꯥ ꯌꯥꯅꯕꯥ ꯋꯥꯈꯜ ꯂꯥꯛꯈꯤ꯫ ꯃꯈꯣꯢꯅ ꯁꯥꯚꯥꯅꯥꯕꯨ ꯌꯨꯝ ꯍꯥꯢꯅ ꯀꯧꯔꯤꯕ ꯖꯤꯕꯁꯤꯡꯒꯤ ꯄꯨꯟꯁꯤ ꯑꯃꯁꯨꯡ ꯅꯤꯡꯇꯝꯕ ꯑꯗꯨ ꯌꯦꯡꯁꯤꯟꯈꯤꯗꯦ꯫ ꯂꯤꯑꯣꯅꯥ ꯈꯡꯂꯝꯃꯤ ꯃꯗꯨꯗꯤ ꯃꯍꯥꯛ ꯑꯦꯛꯇꯤꯕ ꯑꯣꯏꯒꯗꯕꯅꯤ ꯑꯃꯁꯨꯡ ꯌꯥꯝꯅ ꯊꯨꯅꯥ ꯇꯧꯒꯗꯕꯅꯤ꯫ ꯊꯃꯣꯢꯗ ꯊꯧꯅ ꯂꯩꯅ ꯂꯤꯑꯣꯅ ꯑꯇꯣꯞꯄ ꯁꯥꯁꯤꯡꯕꯨ ꯄꯨꯟꯁꯤꯟꯈꯤ ꯑꯃꯁꯨꯡ ꯄꯨꯟꯅ ꯃꯈꯣꯢꯒꯤ ꯌꯨꯝ ꯉꯥꯛꯊꯣꯛꯅꯕ ꯊꯧꯔꯥꯡ ꯑꯃ ꯁꯦꯝꯈꯤ꯫ ꯂꯤꯑꯣꯅ ꯇꯧꯔꯤꯕ ꯊꯕꯛ ꯑꯗꯨꯗ ꯂꯨꯆꯤꯡꯈꯤ꯫ ꯂꯝꯂꯛꯀꯤ ꯁꯥ-ꯎꯆꯦꯛꯁꯤꯡ ꯑꯃꯁꯨꯡ ꯁꯥ-ꯁꯟꯁꯤꯡꯒꯤ ꯂꯥꯡꯇꯛꯅꯕ ꯑꯗꯨꯅ ꯃꯈꯣꯢꯕꯨ ꯌꯥꯝꯅ ꯋꯥꯅ ꯊꯣꯛꯍꯟꯈꯤ ꯑꯃꯁꯨꯡ ꯃꯈꯣꯢꯅ ꯑꯊꯨꯕ ꯃꯇꯝꯗꯥ ꯃꯈꯣꯢꯅꯥ ꯆꯦꯟꯕ ꯉꯝꯕꯗꯒꯤ ꯍꯦꯟꯅꯥ ꯆꯦꯠꯁꯤꯜꯂꯛꯈꯤ ꯍꯥꯢꯕ ꯈꯡꯈꯤ꯫ ꯂꯤꯑꯣꯅ ꯊꯧꯅꯥ ꯐꯅ ꯂꯥꯟꯊꯦꯡꯅꯈꯤ ꯀꯩꯗꯧꯉꯩꯗꯁꯨ ꯏꯟꯆꯤ ꯑꯃꯠꯇꯥ ꯄꯤꯈꯤꯗꯦ ꯑꯃꯁꯨꯡ ꯑꯇꯣꯞꯄ ꯁꯥ-ꯁꯟꯁꯤꯡꯅ ꯃꯍꯥꯛꯀꯤ ꯂꯝꯖꯤꯡ ꯃꯈꯥꯗ ꯆꯠꯈꯤ꯫ ꯃꯈꯣꯢꯒꯤ ꯑꯄꯨꯟꯕ ꯄꯥꯡꯒꯜꯅ ꯃꯈꯣꯢꯅ ꯂꯧꯃꯤꯁꯤꯡꯕꯨ ꯂꯥꯟꯊꯣꯛꯄ ꯉꯝꯈꯤ ꯃꯈꯣꯢꯅ ꯑꯀꯤꯕ ꯄꯣꯛꯄꯗꯒꯤ ꯂꯥꯞꯊꯣꯛꯈꯤ꯫ ꯁꯥꯚꯥꯅꯥ ꯑꯃꯨꯛ ꯍꯟꯅ ꯁꯥꯐꯅꯥ ꯂꯩꯈꯤ ꯑꯃꯁꯨꯡ ꯁꯥ-ꯁꯟꯁꯤꯡꯅ ꯃꯈꯣꯢꯒꯤ ꯅꯤꯡꯊꯧꯒꯤ ꯊꯧꯅꯥ ꯑꯗꯨꯒꯤꯗꯃꯛ ꯊꯥꯒꯠꯄ ꯐꯣꯡꯗꯣꯛꯂꯗꯨꯅ ꯅꯨꯡꯉꯥꯏꯈꯤ꯫ ꯅꯨꯃꯤꯠ ꯑꯗꯨꯗꯒꯤ ꯍꯧꯅꯥ ꯂꯤꯑꯣ ꯑꯁꯤ ꯍꯥꯟꯅꯗꯒꯤ ꯍꯦꯟꯅꯥ ꯏꯀꯥꯢꯈꯨꯝꯅꯕ ꯎꯠꯈꯤ꯫ ꯃꯍꯥꯛꯅ ꯁꯛꯇꯤ ꯂꯩꯔꯕ ꯂꯨꯆꯤꯡꯕ ꯑꯃ ꯈꯛꯇ ꯅꯠꯇꯅ ꯃꯁꯥꯒꯤ ꯑꯣꯏꯖꯕ ꯊꯤꯗꯅ ꯉꯥꯛꯄꯤꯕ ꯃꯤꯁꯛ ꯑꯃꯅꯤ꯫ ꯃꯍꯥꯛꯀꯤ ꯌꯨꯝ ꯑꯃꯁꯨꯡ ꯏꯃꯨꯡ ꯃꯅꯨꯡꯕꯨ ꯑꯁꯣꯏ ꯑꯉꯥꯝ ꯌꯥꯎꯗꯅ ꯊꯝꯅꯕ ꯄꯨꯝꯅꯃꯛ ꯔꯤꯁ꯭ꯛ ꯂꯧꯕ ꯌꯥꯕ ꯃꯤꯁꯛ ꯑꯃꯅꯤ ꯍꯥꯢꯕ ꯎꯠꯂꯝꯃꯤ꯫ ꯃꯍꯥꯛ ꯇꯁꯦꯡꯅ ꯊꯧꯅꯥ ꯐꯕ ꯁꯤꯡꯍ ꯑꯃꯅꯤ ꯑꯃꯁꯨꯡ ꯃꯍꯥꯛꯀꯤ ꯂꯤꯖꯦꯟꯗ ꯂꯥꯛꯀꯗꯧꯔꯤꯕꯥ ꯃꯤꯔꯣꯜ ꯀꯌꯥꯗꯥ ꯍꯤꯡꯗꯨꯅꯥ ꯂꯩꯈꯤ꯫ ꯆꯍꯤ ꯂꯤꯁꯤꯡ ꯑꯅꯤꯒ ꯁꯨꯞꯅ ꯑꯅꯤꯗ ꯊꯣꯛꯈꯤꯕ ꯈ꯭ꯋꯥꯏꯗꯒꯤ ꯃꯔꯨꯑꯣꯏꯕ ꯊꯧꯗꯣꯛ ꯑꯗꯨ ꯈꯡꯗꯣꯛꯎ꯫ ꯂꯤꯁꯤꯡ ꯑꯅꯤꯒ ꯁꯨꯞꯅ ꯑꯅꯤꯗꯥ ꯊꯣꯛꯈꯤꯕ ꯈ꯭ꯋꯥꯏꯗꯒꯤ ꯃꯔꯨꯑꯣꯏꯕ ꯊꯧꯗꯣꯛꯁꯤꯡꯒꯤ ꯃꯅꯨꯡꯗ ꯑꯃꯗꯤ ꯌꯨꯔꯣꯄꯤꯌꯟ ꯌꯨꯅꯤꯌꯟꯒꯤ ꯄꯥꯛꯊꯣꯛ ꯆꯥꯎꯊꯣꯛꯄ ꯑꯁꯤꯅꯤ꯫ ꯂꯤꯁꯤꯡ ꯑꯅꯤꯒ ꯁꯨꯞꯅ ꯑꯅꯤꯒꯤ ꯗꯤꯁꯦꯝꯕꯔ ꯇꯔꯥꯍꯨꯝꯗꯣꯏꯗ ꯌꯨꯔꯣꯄꯤꯌꯟ ꯌꯨꯅꯤꯌꯟꯅ ꯁꯦꯟꯇ꯭ꯔꯦꯜ ꯑꯃꯁꯨꯡ ꯔꯦꯟ ꯌꯨꯔꯣꯄꯀꯤ ꯂꯩꯕꯥꯛ ꯇꯔꯥꯗꯥ ꯃꯦꯝꯕꯔ ꯑꯣꯏꯅꯕ ꯀꯧꯗꯨꯅ ꯃꯁꯥ ꯃꯉꯥꯁꯨꯕꯥ ꯆꯥꯎꯊꯣꯛꯍꯟꯕꯒꯤ ꯋꯥꯔꯤ ꯁꯥꯅꯕꯥ ꯑꯗꯨ ꯂꯣꯏꯁꯤꯟꯈꯤ꯫ ꯁꯥꯏꯞꯔꯥꯁ, ꯆꯦꯛ ꯔꯤꯄꯕ꯭ꯂꯤꯛ, ꯏꯁ꯭ꯇꯣꯅꯤꯌꯥ, ꯍꯡꯒꯦꯔꯤ, ꯂꯥꯇꯚꯤꯌꯥ, ꯂꯤꯊꯨꯅꯤꯌꯥ, ꯃꯥꯜꯇꯥ, ꯄꯣꯜꯌꯥꯟꯗ, ꯁ꯭ꯂꯣꯚꯥꯀꯤꯌꯥ ꯑꯃꯁꯨꯡ ꯁ꯭ꯂꯣꯚꯦꯅꯤꯌꯥ ꯄꯨꯝꯅꯃꯛ ꯃꯦ ꯑꯃꯥ ꯂꯤꯁꯤꯡ ꯑꯅꯤꯒ ꯁꯨꯞꯅ ꯃꯔꯤꯗꯥ ꯏꯌꯨꯗ ꯌꯥꯎꯈꯤ ꯃꯁꯤꯒꯤ ꯄꯨꯋꯥꯔꯤ ꯑꯣꯏꯔꯕ ꯆꯥꯎꯈꯠꯂꯛꯄꯥ ꯑꯁꯤ ꯌꯨꯔꯣꯄꯤꯌꯟ ꯌꯨꯅꯤꯌꯟꯒꯤ ꯄꯨꯋꯥꯔꯤꯗ ꯈ꯭ꯋꯥꯏꯗꯒꯤ ꯆꯥꯎꯕ ꯑꯣꯏꯈꯤ ꯃꯤꯁꯤꯡꯒꯤ ꯃꯇꯥꯡꯗ ꯑꯅꯤꯃꯛ ꯑꯃꯁꯨꯡ ꯇꯦꯔꯤꯇꯣꯔꯤ ꯑꯃꯁꯨꯡ ꯌꯨꯔꯣꯄꯤꯌꯟ ꯏꯟꯇꯤꯒ꯭ꯔꯦꯁꯟꯒꯤ ꯆꯥꯎꯈꯠ-ꯊꯧꯔꯥꯡꯗꯥ ꯑꯅꯧꯕꯥ ꯆꯦꯞꯇꯔ ꯑꯃ ꯍꯥꯡꯗꯣꯛꯈꯤ꯫